ꯑꯄꯤꯛꯄ ꯕꯤꯖꯤꯅꯦꯁ ꯑꯃꯒꯤꯗꯃꯛ ꯀ꯭ꯔꯤꯌꯦꯇꯤꯕ ꯃꯥꯔꯀꯦꯇꯤꯡ ꯁ꯭ꯇꯔꯦꯇꯦꯖꯤ ꯑꯍꯨꯝ ꯕ꯭ꯔꯦꯟꯁ꯭ꯇꯣꯔꯝ ꯇꯧꯕ꯫ ꯀꯁꯇꯃꯔꯁꯤꯡꯒ ꯁꯝꯅꯅꯕ ꯁꯣꯁꯤꯑꯦꯜ ꯃꯤꯗꯤꯌꯥ ꯁꯤꯖꯤꯟꯅꯧ: ꯉꯁꯤꯒꯤ ꯗꯤꯖꯤꯇꯦꯜꯒꯤ ꯃꯇꯝ ꯑꯁꯤꯗ ꯁꯣꯁꯤꯌꯦꯜ ꯃꯤꯗꯤꯌꯥ ꯑꯁꯤ ꯄꯣꯇꯦꯟꯁꯤꯌꯦꯜ ꯀꯁ꯭ꯇꯃꯔꯁꯤꯡꯗ ꯌꯧꯕ ꯉꯝꯅꯕ ꯁꯛꯇꯤ ꯂꯩꯕ ꯈꯨꯠꯂꯥꯏ ꯑꯃꯅꯤ꯫ ꯏꯟꯁꯇꯥꯒ꯭ꯔꯥꯝ, ꯐꯦꯁꯕꯨꯛ, ꯇ꯭ꯋꯤꯇꯔ, ꯑꯃꯁꯨꯡ ꯄꯔꯤꯟꯇ꯭ꯔꯦꯁ ꯒꯨꯝꯕ ꯄ꯭ꯂꯦꯠꯐꯣꯔꯝꯁꯤꯡꯗ ꯀ꯭ꯔꯤꯌꯦꯇꯤꯕ ꯑꯃꯁꯨꯡ ꯑꯦꯡꯒꯦꯖꯤꯡ ꯀꯟꯇꯦꯟꯇ ꯁꯦꯝꯗꯨꯅ ꯑꯄꯤꯛꯄ ꯕꯤꯖꯤꯅꯦꯁ ꯑꯃꯅ ꯄꯨꯛꯅꯤꯡ ꯆꯤꯡꯁꯤꯟꯕ ꯉꯝꯒꯅꯤ, ꯐꯣꯂꯣꯋꯔ ꯑꯃ ꯁꯦꯝꯒꯠꯄ ꯉꯝꯒꯅꯤ ꯑꯃꯁꯨꯡ ꯃꯈꯣꯏꯒꯤ ꯄꯣꯠꯊꯣꯛꯁꯤꯡ ꯅꯠꯇ‌꯭ꯔꯒ ꯁꯔꯕꯤꯁꯁꯤꯡ ꯎꯠꯄ ꯉꯝꯒꯅꯤ꯫ ꯃꯁꯤꯗꯁꯨ ꯅꯠꯇꯅ, ꯍꯦꯁꯇꯦꯒꯁꯤꯡ, ꯇꯥꯔꯒꯦꯠ ꯇꯧꯔꯕ ꯑꯦꯗꯁꯤꯡ ꯁꯤꯖꯤꯟꯅꯗꯨꯅ, ꯑꯃꯁꯨꯡ ꯏꯟꯐ꯭ꯂꯨꯑꯦꯟꯁꯔꯁꯤꯡꯒ ꯄꯨꯟꯅ ꯊꯕꯛ ꯇꯧꯃꯤꯟꯅꯗꯨꯅ, ꯑꯄꯤꯛꯄ ꯕꯤꯖꯤꯅꯦꯁꯁꯤꯡꯅ ꯃꯈꯣꯏꯒꯤ ꯄꯦꯖꯁꯤꯡꯗ ꯃꯤꯑꯣꯏ ꯀꯌꯥ ꯍꯦꯟꯅ ꯄꯨꯔꯛꯄ ꯉꯝꯃꯤ, ꯃꯁꯤꯅ ꯚꯤꯖꯤꯕꯤꯂꯤꯇꯤ ꯍꯦꯟꯒꯠꯍꯜꯂꯤ꯫ ꯚꯦꯜꯌꯨ-ꯑꯦꯗꯦꯗ ꯀꯟꯇꯦꯟꯇ ꯑꯣꯐꯔ ꯇꯧꯕ: ꯑꯄꯤꯛꯄ ꯕꯤꯖꯤꯅꯦꯁ ꯑꯃꯅ ꯀꯁ꯭ꯇꯃꯔ ꯍꯦꯟꯅ ꯄꯨꯛꯅꯤꯡ ꯆꯤꯡꯁꯤꯟꯕꯒꯤ ꯃꯑꯣꯡ ꯑꯃꯗꯤ ꯇꯝꯕꯤꯕ, ꯅꯨꯡꯉꯥꯏꯍꯟꯕ ꯅꯠꯇ꯭ꯔꯒ ꯏꯊꯤꯜ ꯄꯤꯕ ꯉꯝꯕ ꯚꯦꯂ꯭ꯌꯨ-ꯑꯦꯗꯦꯗ ꯀꯟꯇꯦꯟꯇ ꯄꯤꯕꯅꯤ꯫ ꯈꯨꯗꯝ ꯑꯣꯏꯅ, ꯀꯔꯤꯒꯨꯝꯕ ꯑꯄꯤꯛꯄ ꯕꯤꯖꯤꯅꯦꯁ ꯑꯃꯅ ꯁ꯭ꯀꯤꯟꯀꯦꯌꯔꯒꯤ ꯄꯣꯠꯊꯣꯛꯁꯤꯡ ꯌꯣꯜꯂꯕꯗꯤ, ꯃꯁꯤꯅ ꯁ꯭ꯀꯤꯟꯀꯦꯌꯔ ꯔꯨꯇꯤꯟꯁꯤꯡꯒꯤ ꯃꯇꯥꯡꯗ ꯕ꯭ꯂꯣꯒ ꯄꯣꯁ꯭ꯇꯁꯤꯡ ꯁꯦꯝꯕ ꯌꯥꯏ, ꯃꯇꯧ ꯀꯔꯝꯅ ꯑꯆꯨꯝꯕ ꯄꯣꯠꯊꯣꯛꯁꯤꯡ ꯈꯟꯒꯗꯒꯦ ꯍꯥꯏꯕꯅ ꯆꯤꯡꯕ ꯁꯦꯝꯕ ꯌꯥꯏ꯫ ꯃꯁꯤꯒꯤ ꯃꯈꯜ ꯑꯁꯤꯒꯤ ꯀꯟꯇꯦꯟꯇ ꯑꯁꯤꯅ ꯏꯟꯐꯣꯔꯃꯦꯁꯟ ꯊꯤꯔꯤꯕ ꯃꯤꯑꯣꯏꯁꯤꯡꯕꯨ ꯄꯨꯛꯅꯤꯡ ꯆꯤꯡꯁꯤꯟꯒꯅꯤ, ꯑꯃꯁꯨꯡ ꯃꯈꯣꯏꯅ ꯂꯧꯁꯤꯡ ꯂꯩꯕ ꯑꯃꯁꯨꯡ ꯃꯇꯦꯡ ꯄꯥꯡꯕ ꯍꯥꯏꯅ ꯂꯧꯕ ꯕꯤꯖꯤꯅꯦꯁ ꯑꯃꯗꯒꯤ ꯄꯣꯠꯊꯣꯛꯁꯤꯡ ꯂꯧꯕ ꯌꯥꯕꯒꯤ ꯆꯥꯡ ꯍꯦꯟꯅ ꯋꯥꯡꯕ ꯌꯥꯏ꯫ ꯂꯤꯚꯔꯦꯖ ꯏꯃꯦꯜ ꯃꯥꯔꯀꯦꯇꯤꯡ: ꯏꯃꯦꯜ ꯃꯥꯔꯀꯦꯇꯤꯡ ꯑꯁꯤ ꯅꯍꯥꯛꯀꯤ ꯕ꯭ꯔꯥꯟꯗ ꯑꯗꯨ ꯅꯍꯥꯛꯀꯤ ꯀꯁ꯭ꯇꯃꯔꯁꯤꯡꯒꯤ ꯋꯥꯈꯜꯒꯤ ꯃꯊꯛꯇ ꯊꯝꯅꯕꯒꯤ ꯏꯐꯦꯛꯇꯤꯕ ꯑꯣꯏꯕ ꯃꯑꯣꯡ ꯑꯃꯅꯤ꯫ ꯀꯁ꯭ꯇꯃꯔꯁꯤꯡꯗꯒꯤ ꯏꯃꯦꯏꯜ ꯑꯦꯗ꯭ꯔꯦꯁꯁꯤꯡ ꯈꯣꯝꯖꯤꯟꯗꯨꯅ ꯑꯄꯤꯛꯄ ꯕꯤꯖꯤꯅꯦꯁ ꯑꯃꯅ ꯃꯈꯣꯏꯒꯤ ꯄꯣꯠꯊꯣꯛꯁꯤꯡ ꯅꯠꯇ꯭ꯔꯒ ꯁꯔꯚꯤꯁꯁꯤꯡꯒꯤ ꯃꯇꯥꯡꯗ ꯄꯥꯎ-ꯆꯦꯁꯤꯡ, ꯑꯈꯟꯅꯕ ꯑꯣꯐꯔꯁꯤꯡ, ꯑꯃꯁꯨꯡ ꯑꯞꯗꯦꯠꯁꯤꯡ ꯊꯥꯕ ꯌꯥꯏ꯫ ꯏꯃꯦꯏꯜꯁꯤꯡ ꯑꯁꯤ ꯍꯦꯟꯅ ꯏꯐꯦꯛꯇꯤꯕ ꯑꯣꯏꯍꯟꯅꯕ ꯑꯄꯤꯛꯄ ꯕꯤꯖꯤꯅꯦꯁꯁꯤꯡꯅ ꯀꯁ꯭ꯇꯃꯔꯁꯤꯡꯒꯤ ꯏꯟꯇ꯭ꯔꯦꯁ ꯅꯠꯇ꯭ꯔꯒ ꯌꯣꯟꯅꯕ ꯍꯤꯁꯇ꯭ꯔꯤꯗ ꯌꯨꯝꯐꯝ ꯑꯣꯏꯗꯨꯅ ꯃꯈꯣꯏꯒꯤ ꯏꯃꯦꯜ ꯂꯤꯁꯇꯁꯤꯡ ꯁꯦꯒꯃꯦꯟꯇ ꯇꯧꯕ ꯌꯥꯏ, ꯃꯈꯣꯏꯒꯤ ꯄꯨꯛꯅꯤꯡ ꯆꯤꯡꯁꯤꯟꯒꯗꯕ ꯇꯦꯜꯂꯔ ꯀꯟꯇꯦꯟꯇꯁꯤꯡ ꯊꯥꯕ ꯌꯥꯏ꯫